ꯑꯄꯤꯕꯥ ꯅꯝꯕꯔ ꯑꯃꯥ ꯑꯥꯔꯝꯁꯇ꯭ꯔꯣꯡ ꯅꯝꯕꯔꯅꯤ ꯅꯠꯇ꯭ꯔꯒꯥ ꯑꯣꯏꯗꯕ꯭ꯔꯥ ꯍꯥꯏꯕꯗꯨ ꯌꯦꯡꯅꯕꯒꯤꯗꯃꯛ ꯐꯪꯁꯟ ꯑꯃꯥ ꯁꯦꯝꯃꯨ꯫ ꯑꯥꯔꯝꯁꯇ꯭ꯔꯣꯡ ꯅꯝꯕꯔ ꯍꯥꯏꯕꯁꯤ ꯗꯤꯖꯤꯠ ꯃꯁꯤꯡꯒꯤ ꯄꯥꯋꯔꯗꯥ ꯍꯦꯟꯒꯠꯂꯛꯄꯥ ꯃꯁꯥꯒꯤ ꯑꯣꯏꯕꯥ ꯗꯤꯖꯤꯠ ꯑꯃꯃꯝꯒꯤ ꯁꯝꯒꯥ ꯃꯥꯟꯅꯕꯥ ꯃꯁꯤꯡ ꯑꯃꯅꯤ꯫ ꯑꯄꯤꯕꯥ ꯃꯁꯤꯡ ꯑꯗꯨꯗꯥ ꯗꯤꯖꯤꯠꯁꯤꯡ ꯊꯝꯃꯤ ꯑꯃꯁꯨꯡ ꯃꯗꯨꯒꯤ ꯃꯇꯨꯡꯗꯥ ꯗꯤꯖꯤꯠ ꯃꯁꯤꯡ ꯑꯗꯨꯒꯤ ꯄꯥꯋꯔꯗꯥ ꯍꯦꯟꯒꯠꯂꯛꯄꯥ ꯗꯤꯖꯤꯠ ꯈꯨꯗꯤꯡꯃꯛꯀꯤ ꯁꯝ ꯑꯗꯨ ꯂꯦꯞꯊꯣꯛꯏ꯫ ꯑꯔꯣꯏꯕꯗꯥ, ꯃꯁꯤꯅꯥ ꯀꯥꯜꯀꯨꯂꯦꯠ ꯇꯧꯔꯕꯥ ꯔꯤꯖꯜ ꯑꯗꯨ ꯑꯔꯤꯕꯥ ꯅꯝꯕꯔ ꯑꯗꯨꯒꯥ ꯃꯥꯟꯅꯕ꯭ꯔꯥ ꯍꯥꯏꯕꯗꯨ ꯆꯦꯛ ꯇꯧꯏ ꯑꯃꯁꯨꯡ ꯀꯔꯤꯒꯨꯝꯕꯥ ꯑꯣꯏꯔꯕꯗꯤ ꯏꯁꯜꯂꯤ , ꯅꯠꯇ꯭ꯔꯕꯗꯤ ꯔꯤꯇ꯭ꯔꯟ ꯇꯧꯏ꯫ ꯁꯃꯨꯗ꯭ꯔ ꯄꯣꯂꯨꯁꯟꯒꯥ ꯃꯔꯤ ꯂꯩꯅꯕꯥ ꯑꯀꯣꯏꯕꯒꯤ ꯐꯤꯕꯝꯒꯤ ꯑꯆꯧꯕꯥ ꯋꯥꯐꯝ ꯑꯅꯤ ꯈꯪꯗꯣꯛꯃꯤꯅꯁꯤ꯫ ꯄ꯭ꯂꯥꯁꯇꯤꯛ ꯄꯣꯂꯨꯁꯟ ꯑꯁꯤ ꯉꯁꯤ ꯁꯃꯨꯗ꯭ꯔꯗꯥ ꯊꯦꯡꯅꯔꯤꯕꯥ ꯑꯀꯣꯏꯕꯒꯤ ꯐꯤꯕꯝꯒꯤ ꯑꯆꯧꯕꯥ ꯋꯥꯐꯝ ꯑꯃꯅꯤ꯫ ꯁꯃꯨꯗ꯭ꯔꯗꯥ ꯆꯪꯂꯛꯄꯥ ꯄ꯭ꯂꯥꯁꯇꯤꯛ ꯑꯃꯣꯠꯄꯁꯤꯡꯅꯥ ꯆꯍꯤ ꯂꯤꯁꯤꯡ ꯀꯌꯥ ꯆꯪꯂꯝꯕꯥ ꯌꯥꯏ, ꯃꯁꯤꯅꯥ ꯃꯥꯡ-ꯇꯥꯛꯅꯤꯡꯉꯥꯏ ꯑꯣꯏꯕꯥ ꯀꯦꯃꯤꯀꯦꯜꯁꯤꯡ ꯊꯥꯗꯣꯛꯄꯥ ꯌꯥꯏ ꯑꯃꯁꯨꯡ ꯁꯃꯨꯗ꯭ꯔꯒꯤ ꯏꯀꯣꯁꯤꯁꯇꯦꯝꯗꯥ ꯑꯃꯥꯡ-ꯑꯇꯥ ꯊꯣꯛꯍꯟꯕꯥ ꯌꯥꯏ꯫ ꯁꯃꯨꯗ꯭ꯔꯗꯥ ꯆꯦꯟꯊꯔꯛꯄꯥ ꯄ꯭ꯂꯥꯁꯇꯤꯛꯀꯤ ꯑꯀꯥꯏ-ꯑꯇꯣꯏꯁꯤꯡꯅꯁꯨ ꯁꯃꯨꯗ꯭ꯔꯒꯤ ꯁꯥ-ꯁꯟꯁꯤꯡꯕꯨ ꯁꯣꯛꯍꯟꯕꯥ ꯌꯥꯏ, ꯃꯗꯨꯅꯥ ꯁꯃꯨꯗ꯭ꯔꯒꯤ ꯍꯤꯡꯕꯗꯥ ꯑꯁꯣꯛ-ꯑꯄꯟ ꯅꯠꯇ꯭ꯔꯒꯥ ꯁꯤꯍꯟꯕꯥ ꯌꯥꯏ꯫ ꯀꯦꯃꯤꯀꯦꯜ ꯄꯣꯂꯨꯁꯟ ꯑꯁꯤꯅ ꯁꯃꯨꯗ꯭ꯔ ꯄꯣꯂꯨꯁꯟ ꯒꯥ ꯃꯔꯤ ꯂꯩꯅꯕꯥ ꯑꯇꯣꯞꯄꯥ ꯑꯆꯧꯕꯥ ꯑꯀꯣꯏꯕꯒꯤ ꯐꯤꯕꯝꯒꯤ ꯋꯥꯐꯝ ꯑꯃꯗꯤ ꯀꯦꯃꯤꯀꯦꯜ ꯄꯣꯂꯨꯁꯟꯅꯤ, ꯃꯁꯤꯗꯥ ꯏꯟꯗꯁꯇ꯭ꯔꯤꯁꯤꯡ, ꯐꯥꯝꯁꯤꯡ ꯑꯃꯁꯨꯡ ꯌꯨꯝꯊꯣꯡꯁꯤꯡꯗꯒꯤ ꯁꯃꯨꯗ꯭ꯔꯗꯥ ꯄꯣꯠꯂꯨꯝ ꯌꯥꯎꯕꯥ ꯀꯦꯃꯤꯀꯦꯜꯁꯤꯡ ꯑꯃꯁꯨꯡ ꯄꯣꯠꯂꯝꯁꯤꯡ ꯊꯥꯗꯣꯛꯄꯥ ꯌꯥꯎꯔꯤ꯫ ꯐꯔꯇꯤꯂꯥꯏꯖꯔ ꯑꯃꯁꯨꯡ ꯄꯦꯁꯇꯤꯁꯥꯏꯠꯀꯤ ꯍꯧꯔꯒꯥ ꯑꯣꯏꯜ ꯑꯃꯁꯨꯡ ꯄꯦꯇ꯭ꯔꯣꯂꯤꯌꯝꯒꯤ ꯕꯥꯏꯄ꯭ꯔꯗꯛꯁꯁꯤꯡ ꯐꯥꯎꯕꯒꯤ ꯀꯦꯃꯤꯀꯦꯜꯁꯤꯡ ꯑꯁꯤꯅꯥ ꯁꯃꯨꯗ꯭ꯔꯒꯤ ꯄꯨꯟꯁꯤꯗꯥ ꯑꯆꯧꯕꯥ ꯑꯃꯥꯡ-ꯑꯇꯥ ꯊꯣꯛꯍꯟꯕꯥ ꯌꯥꯏ, ꯏꯁꯤꯡꯒꯤ ꯀꯦꯃꯤꯁꯇ꯭ꯔꯤꯗꯥ ꯑꯍꯣꯡꯕꯥ ꯄꯨꯔꯛꯄꯥ ꯌꯥꯏ ꯑꯃꯁꯨꯡ ꯏꯀꯣꯁꯤꯁꯇꯦꯝꯒꯤ ꯃꯌꯦꯛ ꯁꯦꯡꯕꯥ ꯕꯦꯂꯦꯟꯁ ꯑꯗꯨ ꯁꯣꯛꯍꯟꯕꯥ ꯌꯥꯏ꯫ ꯃꯈꯣꯏ ꯑꯁꯤ ꯐꯨꯠ ꯆꯦꯟꯗꯁꯨ ꯆꯪꯂꯛꯄꯥ ꯌꯥꯏ ꯑꯃꯁꯨꯡ ꯁꯃꯨꯗ꯭ꯔꯒꯤ ꯆꯥꯛꯆꯥ-ꯏꯊꯛꯁꯤꯡꯒꯤ ꯈꯨꯠꯊꯥꯡꯗꯥ ꯆꯥꯕꯥ ꯃꯇꯝꯗꯥ ꯃꯤꯑꯣꯏꯕꯒꯤ ꯍꯛꯁꯦꯜꯗꯥ ꯈꯨꯗꯣꯡꯊꯤꯕꯥ ꯊꯣꯛꯍꯟꯕꯥ ꯌꯥꯏ꯫ ꯑꯦꯄꯜ ꯏꯟꯗꯁꯇ꯭ꯔꯤꯅꯥ ꯍꯟꯗꯛꯇꯥ ꯃꯈꯣꯏꯒꯤ ꯆꯍꯤꯒꯤ ꯑꯣꯏꯕꯥ ꯑꯥꯏꯐꯣꯟꯒꯤ ꯊꯧꯔꯝ ꯄꯥꯡꯊꯣꯛꯈꯤ ꯑꯃꯁꯨꯡ ꯃꯈꯣꯏꯒꯤ ꯑꯥꯏꯐꯣꯟꯒꯤ ꯑꯅꯧꯕꯥ ꯂꯥꯏꯟꯑꯞ ꯂꯥꯎꯊꯣꯛꯈꯤ꯫ ꯍꯟꯗꯛꯇꯥ ꯑꯦꯄꯜ ꯏꯟꯗꯁꯇ꯭ꯔꯤꯅꯥ ꯀ꯭ꯌꯨꯄꯥꯔꯇꯤꯅꯣꯒꯤ ꯁ꯭ꯇꯤꯞ ꯖꯞꯁ ꯊꯤꯌꯦꯇꯔꯗꯥ ꯄꯥꯡꯊꯣꯛꯄꯥ ꯃꯈꯣꯏꯒꯤ ꯆꯍꯤꯒꯤ ꯑꯣꯏꯕꯥ ꯑꯥꯏꯐꯣꯟ ꯊꯧꯔꯝꯗꯥ ꯑꯥꯏꯐꯣꯟꯒꯤ ꯑꯅꯧꯕꯥ ꯂꯥꯏꯟꯁꯑꯞ ꯂꯥꯎꯊꯣꯛꯈ꯭ꯔꯦ꯫ ꯑꯦꯄꯜꯅꯥ ꯑꯥꯏꯐꯣꯟ ꯇꯔꯥꯅꯤꯊꯣꯏ ꯃꯣꯗꯦꯜꯁꯤꯡꯒꯤꯗꯃꯛ ꯃꯉꯥ ꯖꯤ ꯇꯦꯛꯅꯣꯂꯣꯖꯤ ꯍꯧꯗꯣꯛꯈꯤ ꯑꯃꯁꯨꯡ ꯍꯧꯖꯤꯛ ꯃꯥꯂꯦꯝꯒꯤ ꯑꯍꯥꯟꯕꯥ ꯑꯃꯁꯨꯡ ꯑꯃꯠꯇꯥ ꯉꯥꯏꯔꯕꯥ ꯃꯉꯥ ꯖꯤ ꯀꯦꯄꯦꯕꯜ ꯗꯤꯚꯥꯏꯁ ꯑꯣꯏꯔꯦ ꯍꯥꯏꯅꯥ ꯂꯥꯎꯊꯣꯛꯈꯤ꯫ ꯁꯣꯂꯥꯔ ꯄꯥꯋꯔꯒꯤ ꯃꯇꯥꯡꯗꯥ ꯃꯔꯨꯑꯣꯏꯕꯥ ꯋꯥꯐꯝ ꯑꯅꯤ ꯐꯣꯡꯗꯣꯛꯄꯤꯌꯨ꯫ ꯁꯣꯂꯥꯔ ꯄꯥꯋꯔꯅꯥ ꯅꯨꯃꯤꯠꯇꯒꯤ ꯂꯥꯛꯄꯥ ꯏꯅꯔꯖꯤ ꯁꯤꯖꯤꯟꯅꯩ ꯑꯃꯁꯨꯡ ꯐꯣꯇꯣꯚꯣꯜꯇꯦꯛ ꯄꯦꯅꯦꯜꯁꯤꯡ ꯁꯤꯖꯤꯟꯅꯗꯨꯅꯥ ꯃꯩꯗꯥ ꯑꯣꯟꯊꯣꯛꯏ꯫ ꯃꯁꯤ ꯃꯥꯂꯦꯝꯒꯤ ꯆꯥꯎꯔꯥꯛꯅꯥ ꯃꯐꯝ ꯈꯨꯗꯤꯡꯃꯛꯇꯥ ꯄꯨꯊꯣꯛꯄꯥ ꯉꯝꯕꯥ ꯔꯤꯅ꯭ꯌꯨꯑꯦꯕꯜ, ꯁꯦꯡꯂꯕꯥ ꯑꯃꯁꯨꯡ ꯇꯨꯡ ꯀꯣꯏꯅꯥ ꯆꯠꯀꯗꯕꯥ ꯄꯥꯋꯔꯒꯤ ꯁꯣꯔꯁ ꯑꯃꯅꯤ, ꯃꯁꯤꯅꯥ ꯐꯣꯁꯤꯜ ꯐ꯭ꯌꯨꯑꯦꯜꯒꯨꯝꯕꯥ ꯏꯅꯔꯖꯤꯒꯤ ꯅꯟ-ꯔꯤꯅ꯭ꯌꯨꯑꯦꯕꯜ ꯁꯣꯔꯁꯁꯤꯡꯗꯥ ꯑꯩꯈꯣꯏꯒꯤ ꯃꯈꯥ ꯄꯣꯟꯕꯥ ꯍꯟꯊꯍꯜꯂꯤ ꯑꯃꯁꯨꯡ ꯀ꯭ꯂꯥꯏꯃꯦꯠ ꯆꯦꯟꯖꯒꯤ ꯅꯦꯒꯦꯇꯤꯕ ꯏꯝꯄꯦꯛꯁꯤꯡ ꯍꯟꯊꯍꯟꯕꯗꯥ ꯃꯇꯦꯡ ꯄꯥꯡꯂꯤ꯫